ꯖꯥꯔꯒꯣꯟ ꯑꯃꯁꯨꯡ ꯇꯦꯛꯅꯤꯀꯦꯜ ꯂꯣꯜꯒꯤ ꯃꯔꯛꯇꯥ ꯂꯩꯕꯥ ꯈꯦꯠꯅꯕꯥ ꯑꯗꯨ ꯐꯣꯡꯗꯣꯛꯎ꯫ ꯖꯥꯔꯒꯣꯟ ꯑꯃꯁꯨꯡ ꯇꯦꯛꯅꯤꯀꯦꯜ ꯂꯣꯜ ꯑꯁꯤ ꯑꯌꯥꯝꯕꯅꯥ ꯑꯃꯒꯥ ꯑꯃꯒꯥ ꯂꯣꯏꯅꯅꯥ ꯁꯤꯖꯤꯟꯅꯩ ꯑꯗꯨꯕꯨ ꯑꯅꯤꯁꯤꯒꯤ ꯃꯔꯛꯇꯥ ꯌꯥꯝꯅꯥ ꯂꯨꯕꯥ ꯈꯦꯠꯅꯕꯥ ꯈꯔꯥ ꯂꯩ꯫ ꯖꯥꯔꯒꯟ ꯍꯥꯏꯕꯁꯤ ꯑꯀꯛꯅꯕꯥ ꯄ꯭ꯔꯣꯐꯦꯁꯟ ꯅꯠꯇ꯭ꯔꯒꯥ ꯀꯥꯡꯂꯨꯞ ꯑꯃꯒꯤ ꯃꯅꯨꯡꯗꯥ ꯁꯤꯖꯤꯟꯅꯕꯥ ꯑꯈꯟꯅꯕꯥ ꯇꯔꯃꯤꯅꯣꯂꯣꯖꯤꯕꯨ ꯈꯪꯅꯩ ꯑꯌꯥꯝꯕꯅꯥ ꯀꯝꯃ꯭ꯌꯨꯅꯤꯀꯦꯁꯟ ꯁ꯭ꯇꯔꯤꯝꯂꯥꯏꯟ ꯇꯧꯅꯕꯥ ꯅꯠꯇ꯭ꯔꯒꯥ ꯀꯝꯄ꯭ꯂꯦꯛꯁ ꯑꯣꯏꯕꯥ ꯋꯥꯈꯜꯂꯣꯟꯁꯤꯡ ꯍꯦꯟꯅꯥ ꯏꯐꯤꯁꯤꯑꯦꯟꯇ ꯑꯣꯏꯅꯥ ꯄꯤꯅꯕꯥ꯫ ꯃꯁꯤꯗꯥ ꯀꯥꯡꯂꯨꯄꯀꯤ ꯀꯟꯇꯦꯛꯁꯀꯤ ꯃꯅꯨꯡꯗꯥ ꯑꯀꯛꯅꯕꯥ ꯑꯔꯊ ꯂꯩꯕꯥ ꯑꯦꯕꯕ꯭ꯔꯤꯕꯤꯌꯦꯁꯟ ꯑꯦꯀ꯭ꯔꯣꯅꯤꯝ ꯅꯠꯇ꯭ꯔꯒꯥ ꯋꯥꯍꯩꯁꯤꯡ ꯌꯥꯎꯕꯥ ꯌꯥꯏ꯫ ꯈꯨꯗꯝ ꯑꯣꯏꯅꯥ ꯗꯣꯛꯇꯔꯁꯤꯡꯅꯥ ꯕ꯭ꯂꯗ ꯄ꯭ꯔꯦꯁꯔ ꯅꯠꯠꯔꯒꯥ ꯅꯤꯜ ꯄꯔ ꯑꯣꯁ ꯍꯥꯏꯕꯁꯤꯅꯥ ꯃꯤꯠꯅꯥ ꯀꯔꯤꯒꯨꯝꯕꯥ ꯑꯃꯠꯇꯥ ꯇꯧꯗꯕꯥ ꯍꯥꯏꯕꯁꯤꯕꯨ ꯈꯪꯅꯅꯕꯥ ꯕ꯭ꯂꯗ ꯄ꯭ꯔꯦꯁꯔꯒꯨꯝꯕꯥ ꯃꯦꯗꯤꯀꯦꯜ ꯖꯔꯒꯟ ꯁꯤꯖꯤꯟꯅꯔꯛꯄꯥ ꯌꯥꯏ꯫ ꯃꯥꯏꯀꯩ ꯑꯃꯔꯣꯃꯗꯥ ꯇꯦꯛꯅꯤꯀꯦꯜ ꯂꯦꯡꯒꯨꯌꯦꯖ ꯍꯥꯏꯕꯁꯤ ꯑꯀꯛꯅꯕꯥ ꯂꯝ ꯅꯠꯇ꯭ꯔꯒꯥ ꯍꯤꯔꯝ ꯑꯃꯒꯥ ꯃꯔꯤ ꯂꯩꯅꯕꯥ ꯑꯀꯛꯅꯕꯥ ꯑꯃꯁꯨꯡ ꯑꯌꯥꯝꯕꯥ ꯃꯇꯝꯗꯥ ꯀꯝꯄ꯭ꯂꯦꯛꯁ ꯑꯣꯏꯕꯥ ꯂꯣꯜ ꯑꯃꯁꯨꯡ ꯋꯥꯍꯩ ꯋꯥꯇꯥꯕꯨ ꯈꯪꯅꯩ꯫ ꯇꯦꯛꯅꯤꯀꯦꯜ ꯂꯣꯜ ꯑꯁꯤ ꯑꯀꯛꯅꯕꯥ ꯑꯃꯁꯨꯡ ꯑꯅꯤꯡꯕꯥ ꯑꯄꯥꯝꯕꯥ ꯂꯩꯇꯦ ꯑꯃꯁꯨꯡ ꯑꯌꯥꯝꯕꯅꯥ ꯁꯥꯏꯟꯇꯤꯐꯤꯛ ꯑꯦꯀꯥꯗꯦꯃꯤꯛ ꯅꯠꯇ꯭ꯔꯒꯥ ꯄ꯭ꯔꯣꯐꯦꯁꯅꯦꯜ ꯑꯣꯏꯕꯥ ꯑꯏꯕꯗꯥ ꯏꯟꯐꯣꯔꯃꯦꯁꯟ ꯑꯗꯨ ꯑꯆꯨꯝꯕꯥ ꯑꯃꯁꯨꯡ ꯆꯨꯝꯅꯥ ꯄꯤꯅꯕꯒꯤꯗꯃꯛ ꯁꯤꯖꯤꯟꯅꯩ꯫ ꯈꯨꯗꯝ ꯑꯣꯏꯅꯥ ꯕꯥꯏꯑꯣꯂꯣꯖꯤꯁ꯭ꯠ ꯑꯃꯅꯥ ꯁꯥꯏꯟꯇꯤꯐꯤꯛ ꯄꯦꯄꯔ ꯑꯃꯗꯥ ꯐꯣꯇꯣꯁꯤꯟꯊꯦꯁꯤꯁꯀꯤ ꯊꯧꯑꯣꯡ ꯑꯁꯤ ꯐꯣꯡꯗꯣꯛꯅꯕꯒꯤꯗꯃꯛ ꯇꯦꯛꯅꯤꯀꯦꯜ ꯂꯣꯜ ꯁꯤꯖꯤꯟꯅꯕꯥ ꯌꯥꯏ꯫ ꯈꯪꯖꯤꯟꯒꯗꯕꯥ ꯑꯃꯅꯥ ꯖꯥꯔꯒꯟ ꯑꯁꯤ ꯍꯦꯟꯅꯥ ꯏꯟꯐꯣꯔꯃꯦꯜ ꯑꯣꯏ ꯑꯃꯁꯨꯡ ꯀꯥꯡꯂꯨꯞ ꯑꯃꯒꯤ ꯃꯅꯨꯡꯗꯥ ꯏꯐꯤꯁꯤꯑꯦꯟꯠ ꯑꯣꯏꯅꯥ ꯄꯥꯎ ꯐꯥꯎꯗꯣꯛ ꯐꯥꯎꯖꯤꯟ ꯇꯧꯕꯗꯥ ꯁꯤꯖꯤꯟꯅꯩ ꯑꯗꯨꯒꯥ ꯇꯦꯛꯅꯤꯀꯦꯜ ꯂꯦꯡꯒꯨꯌꯦꯖ ꯑꯁꯤ ꯍꯦꯟꯅꯥ ꯐꯣꯔꯃꯦꯜ ꯑꯃꯁꯨꯡ ꯄ꯭ꯔꯤꯁꯤꯖ ꯑꯣꯏ ꯇꯦꯛꯅꯤꯀꯦꯜ ꯑꯣꯏꯕꯥ ꯑꯏꯕꯗꯥ ꯏꯟꯐꯣꯔꯃꯦꯁꯟ ꯑꯆꯨꯝꯕꯥ ꯃꯑꯣꯡꯗꯥ ꯌꯧꯍꯟꯕꯗꯥ ꯁꯤꯖꯤꯟꯅꯩ꯫ ꯑꯅꯤꯃꯛ ꯑꯁꯤ ꯑꯀꯛꯅꯕꯥ ꯂꯝ ꯅꯠꯇ꯭ꯔꯒꯥ ꯀꯥꯡꯂꯨꯞꯀꯤ ꯃꯄꯥꯟꯗꯥ ꯂꯩꯕꯥ ꯃꯤꯑꯣꯏꯁꯤꯡꯒꯤꯗꯃꯛꯇꯥ ꯋꯥꯈꯜ ꯋꯥꯕꯥ ꯅꯠꯇ꯭ꯔꯒꯥ ꯂꯧꯁꯤꯟꯕꯥ ꯉꯝꯗꯕꯥ ꯌꯥꯏ꯫